ꯍꯨꯏꯒꯤ ꯏꯚꯣꯂꯨꯁꯟꯒꯤꯗꯃꯛꯇꯥ ꯐꯣꯁꯤꯜ ꯔꯦꯀꯣꯔꯗꯀꯤ ꯄ꯭ꯔꯃꯥꯟꯁꯤꯡ ꯑꯦꯅꯥꯂꯥꯏꯖ ꯇꯧꯕ꯫ ꯐꯣꯁꯤꯜ ꯔꯦꯀꯣꯔꯗ ꯑꯁꯤꯅ ꯍꯨꯏ ꯑꯁꯤꯒꯤ ꯏꯚꯣꯂꯨꯁꯟꯒꯤ ꯑꯀꯟꯅꯕ ꯄ꯭ꯔꯃꯥꯟ ꯄꯤꯔꯤ꯫ ꯃꯁꯤ ꯆꯥꯎꯔꯥꯛꯅꯥ ꯆꯍꯤ ꯃꯤꯂꯤꯌꯟ ꯌꯥꯡꯈꯩꯃꯉꯥꯒꯤ ꯃꯃꯥꯡꯗ ꯍꯥꯏꯔꯥꯀꯣꯊꯦꯔꯤꯌꯝ ꯅꯠꯇ꯭ꯔꯒ ꯏꯑꯣꯍꯤꯄꯁ ꯍꯥꯏꯅ ꯈꯪꯅꯕ ꯑꯄꯤꯛꯄꯥ ꯀꯨꯠꯇꯥ ꯁꯥꯏꯖꯒꯤ ꯁꯥ ꯑꯃꯗꯒꯤ ꯂꯥꯛꯄꯥ ꯌꯥꯏ꯫ ꯆꯍꯤ ꯀꯌꯥꯒꯤ ꯃꯇꯨꯡꯗꯥ ꯍꯨꯏ ꯑꯁꯤꯅꯥ ꯑꯍꯣꯡꯕꯥ ꯀꯌꯥ ꯑꯃꯥ ꯂꯥꯛꯈꯤ ꯃꯗꯨꯅꯥ ꯑꯔꯣꯏꯕꯗꯥ ꯉꯁꯤ ꯑꯩꯈꯣꯏꯅ ꯈꯪꯂꯤꯕ ꯃꯣꯗꯔꯟ ꯏꯀꯨꯏꯁꯤꯡ ꯑꯁꯤ ꯄꯨꯔꯛꯈꯤ꯫ ꯍꯨꯏꯒꯤ ꯏꯚꯣꯂꯨꯁꯟꯗꯥ ꯈ꯭ꯋꯥꯏꯗꯒꯤ ꯊꯣꯏꯗꯣꯛꯄꯥ ꯑꯍꯣꯡꯕꯥ ꯑꯃꯗꯤ ꯃꯈꯣꯏꯒꯤ ꯁꯥꯏꯖ ꯑꯁꯤꯅꯤ꯫ ꯍꯨꯏ ꯑꯁꯤꯒꯤ ꯈ꯭ꯋꯥꯏꯗꯒꯤ ꯑꯍꯥꯟꯕ ꯑꯣꯏꯅ ꯈꯪꯅꯔꯕ ꯏꯄꯥ-ꯏꯄꯨ ꯍꯥꯏꯔꯥꯀꯣꯊꯦꯔꯤꯌꯝ ꯑꯁꯤ ꯈꯨꯠꯁꯥꯗꯥ ꯆꯥꯎꯔꯥꯛꯅꯥ ꯈꯨꯠ ꯑꯅꯤ ꯏꯟꯆꯤ ꯅꯤꯄꯥꯟ ꯅꯠꯇ꯭ꯔꯒ ꯁꯦꯟꯇꯤꯃꯤꯇꯔ ꯀꯨꯟ ꯈꯛꯇꯃꯛ ꯋꯥꯡꯅ ꯂꯦꯞꯂꯝꯃꯤ ꯑꯃꯁꯨꯡ ꯆꯥꯎꯔꯥꯛꯅꯥ ꯀꯤꯂꯣꯒ꯭ꯔꯥꯝ ꯇꯔꯥ ꯄꯥꯎꯟꯗ ꯀꯨꯟꯅꯤꯊꯣꯏ ꯂꯨꯝꯂꯝꯃꯤ꯫ ꯆꯍꯤ ꯂꯥꯈ ꯀꯌꯥꯒꯤ ꯃꯇꯨꯡꯗꯥ ꯍꯨꯏ ꯑꯁꯤꯒꯤ ꯁꯥꯏꯖ ꯑꯁꯤ ꯂꯦꯞꯇꯅꯥ ꯍꯦꯟꯒꯠꯂꯛꯈꯤ, ꯑꯃꯁꯨꯡ ꯄ꯭ꯂꯤꯑꯣꯍꯤꯄꯁꯀꯤ ꯃꯇꯝꯗꯥ, ꯆꯥꯎꯔꯥꯛꯅꯥ ꯆꯍꯤ ꯃꯤꯂꯤꯌꯟ ꯃꯉꯥꯒꯤ ꯃꯃꯥꯡꯗꯥ, ꯃꯁꯤ ꯆꯥꯎꯔꯥꯛꯅꯥ ꯈꯨꯠ ꯇꯔꯥꯅꯤꯊꯣꯏ ꯋꯥꯡꯅ ꯏꯟꯆꯤ ꯅꯤꯐꯨꯅꯤꯄꯥꯟ ꯅꯠꯇ꯭ꯔꯒ ꯁꯦꯟꯇꯤꯃꯤꯇꯔ ꯆꯥꯃꯥꯀꯨꯟ ꯍꯦꯟꯒꯠꯂꯛꯈꯤ ꯑꯃꯁꯨꯡ ꯀꯤꯂꯣꯒ꯭ꯔꯥꯝ ꯆꯥꯃꯥꯌꯥꯡꯈꯩꯗꯒꯤꯅ ꯆꯥꯅꯤ ꯐꯥꯎꯕ ꯑꯔꯨꯝꯕ ꯌꯧꯈꯤ꯫ ꯉꯁꯤꯗꯤ ꯁꯤꯌꯥꯔ ꯍꯨꯏꯒꯨꯝꯕꯥ ꯍꯨꯏꯒꯤ ꯃꯈꯜ ꯈꯔꯗꯤ ꯈꯨꯠ ꯇꯔꯥꯅꯤꯄꯥꯟ ꯏꯟꯆꯤ ꯍꯨꯝꯗ꯭ꯔꯅꯤꯊꯣꯏ ꯅꯠꯇ꯭ꯔꯒ ꯁꯦꯟꯇꯤꯃꯤꯇꯔ ꯆꯥꯃꯥ ꯃꯔꯤꯐꯨꯍꯨꯝꯗꯣꯏ ꯐꯥꯎꯕ ꯋꯥꯡꯅ ꯂꯦꯞꯄꯥ ꯉꯝꯃꯤ ꯑꯃꯁꯨꯡ ꯀꯤꯂꯣꯒ꯭ꯔꯥꯝ ꯄꯥꯎꯟꯗ ꯍꯦꯟꯅ ꯂꯨꯝꯕ ꯉꯝꯃꯤ꯫ ꯍꯨꯏꯒꯤ ꯏꯚꯣꯂꯨꯁꯟꯗꯥ ꯑꯇꯣꯞꯄꯥ ꯃꯔꯨꯑꯣꯏꯕ ꯑꯍꯣꯡꯕ ꯑꯃꯗꯤ ꯃꯈꯣꯏꯒꯤ ꯈꯣꯡꯎꯄꯅꯤ꯫ ꯍꯨꯏ ꯑꯁꯤꯒꯤ ꯈ꯭ꯋꯥꯏꯗꯒꯤ ꯑꯍꯥꯟꯕ ꯈꯪꯅꯔꯕꯥ ꯏꯄꯥ-ꯏꯄꯨ ꯍꯥꯏꯔꯥꯀꯣꯊꯦꯔꯤꯌꯝ ꯑꯁꯤꯅꯥ ꯃꯃꯥꯡꯒꯤ ꯈꯣꯡꯗꯥ ꯈꯣꯡ ꯃꯔꯤ ꯑꯃꯁꯨꯡ ꯃꯇꯨꯡꯒꯤ ꯈꯣꯡꯗꯥ ꯈꯣꯡ ꯑꯍꯨꯝ ꯂꯩꯔꯝꯃꯤ, ꯈꯣꯡ ꯈꯨꯗꯤꯡꯃꯛꯇꯥ ꯑꯄꯤꯛꯄꯥ ꯈꯣꯡꯎꯄꯁꯤꯡ ꯂꯩꯔꯝꯃꯤ꯫ ꯃꯇꯝꯒꯤ ꯃꯇꯨꯡ ꯏꯟꯅꯥ ꯁꯥꯏꯗ ꯇꯣꯏꯁꯤꯡ ꯑꯁꯤ ꯌꯥꯝꯅ ꯄꯤꯛꯄꯥ ꯑꯣꯏꯔꯛꯈꯤ ꯑꯃꯁꯨꯡ ꯑꯔꯣꯏꯕꯗ ꯃꯥꯡꯈꯤ, ꯑꯗꯨꯒ ꯃꯔꯛꯇ ꯂꯩꯕ ꯈꯣꯡ ꯑꯗꯨ ꯍꯦꯟꯅꯥ ꯆꯥꯎꯈꯠꯂꯛꯈꯤ ꯑꯃꯁꯨꯡ ꯍꯦꯟꯅꯥ ꯆꯦꯠꯁꯤꯜꯂꯛꯈꯤ, ꯑꯔꯣꯏꯕꯗꯥ ꯉꯁꯤ ꯑꯩꯈꯣꯏꯅ ꯎꯔꯤꯕ ꯁꯤꯉ꯭ꯒꯜ ꯍꯨꯏ ꯑꯃꯥ ꯑꯣꯏꯅ ꯁꯦꯝꯒꯠꯂꯛꯈꯤ꯫ ꯑꯍꯣꯡꯕ ꯑꯁꯤ ꯃꯍꯩ-ꯃꯔꯣꯡꯁꯤꯡꯗ ꯂꯩꯕꯗꯥ ꯑꯦꯗꯞꯇꯦꯁꯟ ꯑꯃꯥ ꯑꯣꯏꯔꯝꯕ ꯌꯥꯏ, ꯃꯐꯝ ꯑꯗꯨꯗ ꯈꯣꯡ ꯑꯃꯈꯛꯇꯅꯥ ꯂꯥꯟꯊꯦꯡꯅꯕꯗꯥ ꯍꯦꯟꯅꯥ ꯐꯩ ꯑꯃꯁꯨꯡ ꯈꯣꯡ ꯃꯁꯤꯡ ꯀꯌꯥꯅꯥ ꯌꯥꯝꯅꯥ ꯂꯥꯏꯅꯥ ꯇꯔꯨ ꯇꯅꯥꯟꯕꯥ ꯃꯐꯝꯗ ꯂꯨꯞꯆꯕꯥ ꯉꯝꯗꯦ꯫ ꯍꯨꯏꯒꯤ ꯍꯥꯛꯆꯥꯡꯗꯁꯨ ꯃꯁꯤꯒꯤ ꯏꯚꯣꯂꯨꯁꯟꯒꯤ ꯈꯨꯠꯊꯥꯡꯗ ꯃꯔꯨꯑꯣꯏꯕ ꯑꯍꯣꯡꯕ ꯀꯌꯥ ꯂꯥꯛꯈꯤ꯫ ꯍꯨꯏꯒꯤ ꯈ꯭ꯋꯥꯏꯗꯒꯤ ꯑꯍꯥꯟꯕ ꯏꯄꯥ-ꯏꯄꯨꯁꯤꯡꯅꯥ ꯇꯔꯨ ꯇꯅꯥꯅꯕꯥ ꯎꯃꯪꯗꯥ ꯕ꯭ꯔꯣꯎꯖ ꯇꯧꯕꯗ ꯆꯨꯅꯕ ꯈꯣꯡꯎꯄꯀꯤ ꯈꯣꯡꯎꯞ ꯂꯩꯔꯝꯃꯤ꯫ ꯑꯗꯨꯝ ꯑꯣꯏꯅꯃꯛ, ꯃꯈꯣꯏꯒꯤ ꯑꯀꯣꯏꯕꯗ ꯃꯍꯩ-ꯃꯔꯣꯡꯁꯤꯡ ꯍꯦꯟꯅꯥ ꯌꯥꯝꯅꯥ ꯌꯥꯎꯔꯛꯄꯒ ꯂꯣꯏꯅꯅꯥ, ꯍꯨꯏꯁꯤꯡꯅꯥ ꯍꯦꯟꯅꯥ ꯇꯥꯛꯇ ꯀꯥꯏꯗꯕꯥ ꯏꯅꯥꯛ ꯈꯨꯜꯂꯕ ꯈꯣꯡꯎꯄꯁꯤꯡ ꯁꯦꯝꯈꯤ, ꯃꯁꯤꯅꯥ ꯑꯀꯟꯅꯕ ꯃꯍꯩ-ꯃꯔꯣꯡꯁꯤꯡ ꯁꯦꯡꯗꯣꯛꯄꯗ ꯍꯦꯟꯅꯥ ꯆꯨꯅꯕ ꯑꯣꯏꯈꯤ꯫ ꯃꯁꯤꯒꯤ ꯑꯦꯗꯞꯇꯦꯁꯟ ꯑꯁꯤꯅꯥ ꯍꯨꯏꯁꯤꯡꯕꯨ ꯑꯅꯧꯕꯥ ꯆꯤꯟꯖꯥꯛꯀꯤ ꯁꯣꯔꯁ ꯑꯁꯤꯒꯤ ꯃꯥꯡ ꯀꯥꯟꯅꯕ ꯂꯩꯕ ꯑꯃꯁꯨꯡ ꯃꯈꯣꯏꯒꯤ ꯍꯣꯡꯂꯛꯂꯤꯕ ꯑꯀꯣꯏꯕꯁꯤꯡꯗꯥ ꯍꯤꯡꯕ ꯉꯝꯍꯟꯈꯤ꯫ ꯑꯄꯨꯟꯕ ꯑꯣꯏꯅ ꯐꯣꯁꯤꯜ ꯔꯦꯀꯣꯔꯗ ꯑꯁꯤꯅ ꯍꯨꯏꯒꯤ ꯏꯚꯣꯂꯨꯁꯟꯒꯤ ꯃꯌꯦꯛ ꯁꯦꯡꯕꯥ ꯋꯥꯐꯝ ꯑꯃꯥ ꯎꯠꯂꯤ, ꯃꯔꯝꯗꯤ ꯃꯈꯣꯏꯅꯥ ꯁꯥꯏꯖ, ꯈꯣꯡ ꯑꯃꯁꯨꯡ ꯍꯥꯛꯆꯥꯡꯗ ꯑꯍꯣꯡꯕ ꯂꯥꯛꯄꯒꯤ ꯈꯨꯠꯊꯥꯡꯗꯥ ꯍꯣꯡꯂꯛꯂꯤꯕ ꯃꯥꯂꯦꯝ ꯑꯃꯁꯨꯡ ꯈꯦꯠꯅꯕ ꯑꯀꯣꯏꯕꯁꯤꯡꯗ ꯆꯨꯁꯤꯟꯅꯈꯤ꯫